ꯑꯕꯥꯇꯥꯔꯒꯤ ꯃꯨꯚꯤ ꯔꯤꯚꯤꯌꯨ ꯑꯃꯥ ꯏꯕꯤꯌꯨ꯫ ꯖꯦꯝꯁ ꯀꯦꯃꯦꯔꯨꯟꯅꯥ ꯗꯥꯏꯔꯦꯛꯇꯔ ꯇꯧꯕꯥ ꯐꯤꯂꯝ ꯑꯚꯥꯇꯥꯔ ꯑꯁꯤ ꯚꯤꯖꯨꯑꯦꯜ ꯃꯥꯁꯇꯔꯄꯤꯁ ꯑꯃꯅꯤ ꯃꯁꯤꯅꯥ ꯌꯦꯡꯂꯤꯕꯁꯤꯡꯕꯨ ꯄꯨꯟꯗꯣꯔꯥꯒꯤ ꯊꯣꯏꯗꯣꯛ ꯍꯦꯟꯗꯣꯛꯄꯥ, ꯂꯝꯀꯣꯏꯕꯥ ꯑꯃꯁꯨꯡ ꯊꯋꯥꯏ ꯌꯥꯎꯕꯥ ꯃꯥꯂꯦꯝ ꯑꯁꯤꯗꯥ ꯄꯨꯗꯨꯅꯥ ꯆꯠꯂꯤ꯫ ꯋꯥꯔꯤ ꯑꯁꯤꯅꯥ ꯄꯦꯔꯥꯄ꯭ꯂꯦꯖꯤꯛ ꯋꯥꯔ ꯚꯦꯇꯔꯥꯟ ꯑꯃꯥ ꯑꯣꯏꯔꯤꯕꯥ ꯖꯦꯛ ꯁꯨꯂꯤꯒꯤ ꯈꯣꯡꯆꯠ ꯑꯗꯨꯒꯤ ꯃꯇꯨꯡ ꯏꯟꯅꯥ ꯆꯠꯂꯤ, ꯃꯍꯥꯛꯅꯥ ꯃꯐꯝ ꯈꯨꯗꯨꯡꯒꯤ ꯅꯥꯚꯤ ꯃꯤꯌꯥꯝꯅꯥ ꯂꯩꯕꯥ ꯄꯥꯟꯗꯣꯔꯥꯗꯒꯤ ꯃꯃꯜ ꯌꯥꯝꯂꯕꯥ ꯃꯤꯅꯔꯦꯜ ꯑꯃꯥ ꯂꯧꯊꯣꯛꯅꯕꯥ ꯃꯤꯁꯟ ꯑꯃꯗꯥ ꯁꯔꯨꯛ ꯌꯥꯔꯤ꯫ ꯃꯍꯥꯛꯅꯥ ꯃꯥꯂꯦꯝ ꯑꯁꯤꯕꯨ ꯊꯤꯖꯤꯜꯂꯤ ꯑꯃꯁꯨꯡ ꯅꯥꯚꯤꯒꯥ ꯂꯣꯏꯅꯅꯥ ꯋꯥꯔꯤ ꯁꯥꯟꯔꯛꯄꯥ ꯃꯇꯝꯗꯥ, ꯖꯦꯛꯅꯥ ꯃꯈꯣꯏꯒꯤ ꯀꯜꯆꯔꯒꯤ ꯐꯖꯕꯥ ꯑꯃꯁꯨꯡ ꯐ꯭ꯔꯥꯏꯖꯤꯂꯤꯇꯤ ꯑꯗꯨ ꯈꯪꯏ ꯑꯃꯁꯨꯡ ꯃꯍꯥꯛꯀꯤ ꯃꯁꯥꯒꯤ ꯃꯣꯇꯤꯞ ꯑꯃꯁꯨꯡ ꯂꯣꯏꯅꯕꯤꯁꯤꯡꯗꯥ ꯋꯥꯍꯪ ꯍꯪꯕꯥ ꯍꯧꯏ꯫ ꯐꯤꯂꯝ ꯑꯁꯤꯅꯥ ꯁ꯭ꯄꯦꯁꯤꯑꯦꯜ ꯏꯐꯦꯛ ꯑꯃꯁꯨꯡ ꯀꯝꯄ꯭ꯌꯨꯇꯔꯅꯥ ꯁꯦꯝꯕꯥ ꯏꯃꯦꯖꯔꯤ ꯁꯤꯖꯤꯟꯅꯕꯅꯥ ꯊꯋꯥꯏ ꯌꯥꯎꯕꯥ ꯑꯃꯅꯤ ꯑꯃꯁꯨꯡ ꯌꯦꯡꯂꯤꯕꯥ ꯃꯤꯑꯣꯏ ꯑꯗꯨꯒꯤꯗꯃꯛ ꯇꯁꯦꯡꯅꯥ ꯏꯃꯔꯁꯤꯞ ꯑꯣꯏꯕꯥ ꯑꯦꯛꯁꯄ꯭ꯔꯤꯌꯦꯟꯁ ꯑꯃꯥ ꯁꯦꯝꯒꯠꯂꯤ꯫ ꯄꯥꯟꯗꯣꯔꯥꯒꯤ ꯖꯤꯕꯁꯤꯡ ꯑꯃꯁꯨꯡ ꯑꯀꯣꯏꯕꯒꯤ ꯐꯤꯕꯝꯒꯤ ꯊꯋꯥꯏ ꯌꯥꯎꯕꯥ ꯃꯆꯨ, ꯑꯀꯟꯕꯥ ꯑꯀꯨꯞꯄꯥ ꯃꯔꯣꯜꯁꯤꯡ ꯑꯃꯁꯨꯡ ꯄꯨꯟꯁꯤ ꯃꯍꯤꯡꯒꯤ ꯑꯣꯏꯕꯥ ꯈꯣꯡꯆꯠꯁꯤꯡ ꯑꯁꯤꯅꯥ ꯐꯤꯂꯝ ꯑꯁꯤꯒꯤ ꯚꯤꯖꯨꯑꯦꯜ ꯏꯐꯦꯛ ꯇꯤꯝꯒꯤ ꯍꯩꯁꯤꯡꯕꯥ ꯑꯃꯁꯨꯡ ꯀꯠꯊꯣꯛꯄꯒꯤ ꯑꯆꯨꯝꯕꯥ ꯋꯥꯐꯝ ꯑꯃꯅꯤ꯫ ꯊꯣꯏꯗꯣꯛ ꯍꯦꯟꯗꯣꯛꯄꯥ ꯚꯤꯖꯨꯑꯦꯜꯁꯤꯡ ꯅꯠꯇꯅꯥ ꯐꯤꯂꯝ ꯑꯁꯤꯅꯥ ꯑꯆꯦꯠꯄꯥ ꯑꯃꯁꯨꯡ ꯋꯥꯈꯜ ꯋꯥꯕꯥ ꯋꯥꯔꯤꯃꯆꯥ ꯑꯃꯁꯨ ꯌꯥꯎꯔꯤ꯫ ꯑꯦꯟꯚꯥꯏꯔꯟꯃꯦꯟꯇꯦꯂꯤꯖꯝ, ꯏꯝꯄꯦꯔꯦꯂꯤꯖꯝ ꯑꯃꯁꯨꯡ ꯀꯜꯆꯔꯦꯜ ꯄ꯭ꯔꯤꯖꯥꯔꯕꯦꯟꯁ ꯑꯃꯁꯨꯡ ꯏꯀꯥꯏ ꯈꯨꯝꯅꯕꯒꯤ ꯃꯔꯨꯑꯣꯏꯕꯒꯤ ꯊꯤꯝꯁꯤꯡ ꯑꯁꯤ ꯄ꯭ꯂꯦꯠ ꯑꯁꯤꯗꯥ ꯌꯥꯝꯅꯥ ꯊꯨꯅꯥ ꯌꯥꯎꯁꯤꯜꯂꯤ ꯑꯃꯁꯨꯡ ꯑꯔꯊ ꯂꯩꯕꯥ ꯑꯃꯁꯨꯡ ꯁꯛꯇꯤ ꯂꯩꯕꯥ ꯄꯥꯎꯖꯦꯜ ꯑꯃꯥ ꯄꯤꯔꯤ꯫ ꯀꯥꯁꯁꯤꯡꯒꯤ ꯄꯔꯐꯣꯃꯦꯟꯁꯁꯤꯡꯁꯨ ꯅꯣꯠ ꯇꯧꯅꯤꯡꯉꯥꯏ ꯑꯣꯏ꯫ ꯅꯦꯠ ꯁꯨꯂꯤꯒꯤ ꯊꯧꯗꯥꯡ ꯂꯧꯔꯤꯕꯥ ꯁꯦꯝ ꯕꯔꯁꯤꯡꯅꯥ ꯊꯝꯃꯣꯏ ꯁꯦꯡꯅꯥ ꯑꯃꯁꯨꯡ ꯅꯨꯡꯉꯥꯏꯔꯕꯥ ꯄꯔꯐꯣꯃꯦꯟꯁ ꯑꯃꯥ ꯄꯤꯔꯤ, ꯃꯁꯤꯅꯥ ꯖꯦꯛꯀꯤ ꯃꯅꯨꯡꯒꯤ ꯑꯣꯏꯕꯥ ꯂꯥꯟꯐꯝ ꯑꯃꯁꯨꯡ ꯇ꯭ꯔꯥꯟꯁꯐꯣꯔꯃꯦꯟꯁ ꯑꯗꯨ ꯏꯐꯦꯛꯇꯤꯞ ꯑꯣꯏꯅꯥ ꯎꯠꯂꯤ꯫ ꯖꯣꯏ ꯁꯥꯜꯗꯥꯅꯥ ꯅꯩꯇꯤꯔꯤ, ꯅꯥꯚꯤ ꯋꯥꯔꯤꯌꯔ ꯑꯃꯥ ꯑꯣꯏꯅꯥ ꯂꯧꯈꯤꯕꯥ ꯑꯗꯨꯁꯨ ꯆꯞ ꯃꯥꯟꯅꯅꯥ ꯃꯤꯠꯌꯦꯡ ꯊꯝꯂꯤ ꯑꯃꯁꯨꯡ ꯃꯍꯥꯛꯅꯥ ꯀꯥꯔꯦꯇꯔ ꯑꯗꯨꯗꯥ ꯊꯣꯏꯗꯣꯛꯄꯥ ꯑꯃꯁꯨꯡ ꯏꯃꯣꯁꯟ ꯄꯨꯔꯛꯏ꯫ ꯂꯣꯏꯁꯤꯜꯂꯛꯄꯗꯥ, ꯑꯕꯥꯇꯥꯔ ꯑꯁꯤ ꯃꯤꯠꯌꯦꯡꯗꯥ ꯌꯦꯡꯅꯤꯡꯉꯥꯏ ꯑꯣꯏꯕꯥ ꯑꯃꯁꯨꯡ ꯏꯃꯣꯁꯅꯦꯜ ꯑꯣꯏꯅꯥ ꯃꯤꯠꯌꯦꯡ ꯊꯝꯕꯥ ꯐꯤꯂꯝ ꯑꯃꯅꯤ, ꯑꯁꯤꯅꯥ ꯃꯔꯨꯑꯣꯏꯕꯥ ꯍꯤꯔꯝꯁꯤꯡ ꯊꯤꯖꯤꯜꯂꯤ ꯑꯃꯁꯨꯡ ꯁꯛꯇꯤ ꯂꯩꯕꯥ ꯄꯥꯎꯖꯦꯜ ꯑꯃꯥ ꯄꯤꯔꯤ꯫ ꯃꯁꯤ ꯁꯥꯏꯟꯁ ꯐꯤꯛꯁꯟ ꯑꯃꯁꯨꯡ ꯐꯦꯟꯁꯤꯒꯤ ꯐꯦꯟꯁꯤꯡꯒꯤꯗꯃꯛꯇꯥ ꯌꯦꯡꯕꯥ ꯌꯥꯕꯥ ꯑꯃꯅꯤ, ꯑꯃꯁꯨꯡ ꯌꯦꯡꯂꯤꯕꯁꯤꯡꯕꯨ ꯑꯅꯧꯕꯥ ꯑꯃꯁꯨꯡ ꯑꯉꯛꯄꯥ ꯃꯥꯂꯦꯝꯁꯤꯡꯗꯥ ꯄꯨꯊꯣꯛ ꯄꯨꯁꯤꯟ ꯇꯧꯕꯗꯥ ꯐꯤꯂꯝ ꯁꯦꯝꯕꯒꯤ ꯁꯛꯇꯤꯒꯤ ꯋꯥꯔꯣꯜ ꯑꯃꯅꯤ꯫